ꯀꯔꯤꯒꯤꯗꯃꯛꯇꯥ ꯔꯤꯁꯥꯏꯀꯜ ꯇꯧꯕꯥ ꯑꯁꯤ ꯃꯔꯨꯑꯣꯏꯕꯅꯣ ꯍꯥꯢꯕꯗꯨ ꯈꯪꯗꯣꯛꯅꯕ ꯄꯦꯔꯥꯒ꯭ꯔꯥꯐ ꯑꯃ ꯁꯦꯝꯃꯨ꯫ ꯔꯤꯁꯥꯏꯀꯜ ꯇꯧꯕꯥ ꯑꯁꯤ ꯇꯉꯥꯏꯐꯗꯕ ꯊꯧꯑꯣꯡ ꯑꯃꯅꯤ ꯃꯁꯤꯅ ꯑꯩꯈꯣꯢꯒꯤ ꯑꯀꯣꯢꯕꯒꯤ ꯐꯤꯕꯝ ꯑꯃꯁꯨꯡ ꯈꯨꯟꯅꯥꯏꯗ ꯀꯥꯟꯅꯕ ꯀꯌꯥ ꯑꯃ ꯄꯤꯔꯤ꯫ ꯑꯃꯣꯠꯄ ꯃꯆꯥꯛꯁꯤꯡ ꯔꯤꯁꯥꯏꯀꯜ ꯇꯧꯗꯨꯅ ꯑꯩꯈꯣꯢꯅ ꯂꯦꯟꯗꯐꯤꯜ ꯇꯧ ꯅꯠꯇ꯭ꯔꯒ ꯑꯃꯣꯠꯄ ꯃꯩ ꯊꯥꯅꯕ ꯂꯣꯏꯁꯤꯜꯂꯛꯄ ꯑꯃꯣꯠꯄꯁꯤꯡꯒꯤ ꯆꯥꯡ ꯍꯟꯊꯍꯜꯂꯤ ꯃꯁꯤꯅ ꯄꯣꯂꯨꯁꯟ ꯍꯟꯊꯍꯜꯂꯤ ꯑꯃꯁꯨꯡ ꯃꯍꯧꯁꯥꯒꯤ ꯂꯟꯁꯤꯡ ꯉꯥꯛꯇꯨꯅ ꯊꯝꯂꯤ꯫ ꯔꯤꯁꯥꯏꯀꯜ ꯇꯧꯕꯅ ꯑꯅꯧꯕ ꯃꯆꯥꯛꯁꯤꯡ ꯁꯤꯖꯤꯟꯅꯕꯗꯁꯨ ꯃꯇꯦꯡ ꯄꯥꯡꯏ ꯑꯃꯁꯨꯡ ꯃꯁꯤꯅ ꯃꯔꯝ ꯑꯣꯏꯗꯨꯅ ꯃꯈꯣꯢꯕꯨ ꯂꯧꯊꯣꯛꯄ ꯑꯃꯁꯨꯡ ꯄ꯭ꯔꯣꯁꯦꯁ ꯇꯧꯕꯗ ꯃꯊꯧ ꯇꯥꯕ ꯏꯅꯔꯖꯤ ꯑꯃꯁꯨꯡ ꯔꯤꯁꯣꯔꯁꯁꯤꯡ ꯍꯟꯊꯍꯜꯂꯤ꯫ ꯃꯁꯤꯅ ꯒ꯭ꯔꯤꯟꯍꯥꯎꯁ ꯒ꯭ꯌꯥꯁ ꯊꯥꯗꯣꯛꯄ ꯑꯃꯁꯨꯡ ꯁꯦꯝ ꯁꯥꯕꯅꯆꯤꯡꯕꯒꯤ ꯃꯇꯝꯗ ꯄꯨꯊꯣꯛꯄ ꯑꯇꯣꯞꯄ ꯄꯣꯂꯨꯁꯟ ꯍꯟꯊꯍꯟꯗꯨꯅ ꯑꯩꯈꯣꯢꯒꯤ ꯑꯀꯣꯢꯕꯒꯤ ꯐꯤꯕꯝ ꯉꯥꯛ-ꯁꯦꯟꯕꯗ ꯃꯇꯦꯡ ꯄꯥꯡꯏ꯫ ꯃꯁꯤꯗ ꯅꯠꯇꯅ ꯔꯤꯁꯥꯏꯀꯜ ꯇꯧꯕꯅ ꯔꯤꯁꯥꯏꯀꯜ ꯇꯧꯕꯒꯤ ꯏꯟꯗꯁꯇ꯭ꯔꯤꯗ ꯊꯕꯛ ꯐꯪꯍꯜꯂꯤ ꯑꯃꯁꯨꯡ ꯁꯦꯟꯃꯤꯠꯂꯣꯟꯕꯨ ꯊꯧꯅꯥ ꯍꯥꯞꯂꯤ ꯃꯁꯤꯅ ꯑꯩꯈꯣꯢꯒꯤ ꯈꯨꯟꯅꯥꯏꯒꯤ ꯇꯨꯡ ꯀꯣꯏꯅ ꯆꯠꯀꯗꯕꯒꯤꯗꯃꯛ ꯃꯔꯨꯑꯣꯏꯕ ꯊꯧꯑꯣꯡ ꯑꯃ ꯑꯣꯏꯍꯜꯂꯤ꯫ ꯑꯄꯨꯟꯕ ꯑꯣꯏꯅ ꯑꯩꯈꯣꯢꯒꯤ ꯑꯀꯣꯢꯕꯒꯤ ꯐꯤꯕꯝꯒꯤ ꯈꯣꯡꯖꯦꯜ ꯍꯟꯊꯍꯟꯕ ꯑꯃꯁꯨꯡ ꯇꯨꯡꯒꯤ ꯃꯤꯔꯣꯜꯁꯤꯡꯒꯤꯗꯃꯛ ꯒ꯭ꯔꯍ ꯑꯁꯤ ꯉꯥꯛꯇꯨꯅ ꯊꯝꯕꯗ ꯔꯤꯁꯥꯏꯀꯜ ꯇꯧꯕ ꯑꯁꯤ ꯌꯥꯝꯅ ꯃꯔꯨꯑꯣꯏ꯫ ꯋꯥꯍꯩ ꯆꯥꯝꯃꯗꯒꯤ ꯇꯥꯗꯅ ꯑꯥꯔꯇꯤꯀꯜ ꯑꯗꯨꯒꯤ ꯃꯆꯥꯛꯁꯤꯡꯒꯤ ꯑꯄꯤꯛꯄ ꯁꯝꯖꯤꯟꯅꯐꯝ ꯑꯃ ꯄꯤꯌꯨ꯫ ꯍꯨꯏꯁꯤꯡ ꯑꯁꯤ ꯃꯄꯨꯡꯐꯥꯅ ꯏꯁꯤꯡꯗ ꯂꯩꯕ ꯄ꯭ꯂꯥꯁꯦꯟꯇꯦꯜ ꯃꯦꯔꯤꯟ ꯃꯦꯃꯦꯜꯁꯤꯡꯒꯤ ꯄꯥꯛ-ꯆꯥꯎꯅ ꯌꯦꯟꯊꯣꯛꯄ ꯑꯃꯁꯨꯡ ꯇꯣꯞ ꯇꯣꯞꯄ ꯀꯥꯡꯂꯨꯞ ꯑꯃꯅꯤ꯫ ꯃꯈꯣꯢ ꯑꯁꯤ ꯃꯍꯧꯁꯥꯅ ꯗꯣꯜꯐꯤꯟ ꯑꯃꯁꯨꯡ ꯄꯣꯔꯄꯣꯏꯅꯤꯡꯁꯤꯡ ꯌꯥꯎꯗꯕ ꯏꯟꯐ꯭ꯔꯥꯑꯣꯔꯗꯔ ꯁꯦꯇꯥꯁꯤꯌꯥꯒꯤ ꯃꯅꯨꯡꯗ ꯏꯟꯐꯣꯔꯃꯦꯜ ꯑꯣꯏꯕ ꯆꯕꯨꯟ ꯑꯃꯅꯤ꯫ ꯍꯨꯏꯁꯤꯡ, ꯗꯣꯜꯐꯤꯟ ꯑꯃꯁꯨꯡ ꯄꯣꯔꯄꯣꯏꯖꯁꯤꯡ ꯑꯁꯤ ꯁꯦꯇꯥꯔꯇꯤꯑꯣꯗꯥꯛꯇꯤꯂꯥ ꯑꯣꯔꯗꯔꯒꯤ ꯃꯅꯨꯡ ꯆꯜꯂꯤ ꯃꯁꯤꯗ ꯏꯚꯦꯟꯇ-ꯇꯣꯏꯗ ꯎꯟꯒꯨꯂꯦꯠꯁꯤꯡ ꯌꯥꯎꯏ꯫ ꯃꯈꯣꯢꯒꯤ ꯈ꯭ꯋꯥꯏꯗꯒꯤ ꯅꯛꯅꯕ ꯅꯟ-ꯁꯤꯇꯥꯁꯤꯌꯟ ꯍꯤꯡꯂꯤꯕ ꯃꯔꯤ-ꯃꯇꯥꯁꯤꯡꯗꯤ ꯍꯤꯄꯣꯛꯄꯣꯠꯁꯤꯡꯅꯤ ꯃꯈꯣꯢ ꯑꯃꯁꯨꯡ ꯑꯇꯦ ꯁꯤꯇꯥꯁꯤꯌꯟꯁꯤꯡ ꯑꯁꯤ ꯆꯥꯎꯔꯥꯛꯅ ꯆꯍꯤ ꯃꯤꯂꯤꯌꯟ ꯌꯥꯡꯈꯩ ꯃꯔꯤꯒꯤ ꯃꯃꯥꯡꯗ ꯂꯥꯞꯊꯣꯛꯈꯤ꯫ ꯑꯥꯔꯇꯤꯀꯜ ꯑꯁꯤꯅ ꯍꯨꯏꯁꯤꯡ ꯑꯁꯤ ꯏꯟꯐ꯭ꯔꯥꯑꯣꯔꯗꯔ ꯁꯦꯇꯥꯁꯤꯌꯥꯒꯤ ꯃꯅꯨꯡ ꯆꯟꯕ ꯃꯄꯨꯡ ꯐꯥꯅ ꯏꯁꯤꯡꯗ ꯂꯩꯕ ꯃꯃꯥꯢꯁꯤꯡꯅꯤ ꯍꯥꯢꯅ ꯐꯣꯡꯗꯣꯛꯂꯤ ꯃꯍꯧꯁꯥꯅ ꯗꯣꯜꯐꯤꯟ ꯑꯃꯁꯨꯡ ꯄꯣꯔꯄꯣꯏꯖꯁꯤꯡ ꯌꯥꯎꯗꯦ꯫ ꯍꯥꯢꯔꯤꯕ ꯁꯥꯁꯤꯡ ꯑꯁꯤ ꯗꯣꯜꯐꯤꯟ ꯑꯃꯁꯨꯡ ꯄꯣꯔꯄꯣꯏꯖꯒ ꯂꯣꯢꯅꯅꯥ ꯁꯦꯇꯥꯔꯇꯤꯑꯣꯗꯥꯛꯇꯤꯂꯥ ꯑꯣꯔꯗꯔꯒꯤ ꯃꯈꯥꯗ ꯂꯩ ꯑꯃꯁꯨꯡ ꯃꯈꯣꯢꯒꯤ ꯈ꯭ꯋꯥꯏꯗꯒꯤ ꯅꯛꯄꯥ ꯅꯟ-ꯁꯤꯇꯥꯁꯤꯌꯟ ꯃꯔꯤ ꯂꯩꯅꯕ ꯃꯤꯑꯣꯏ ꯑꯁꯤ ꯍꯤꯄꯣꯄꯣꯇꯥꯃꯁꯅꯤ꯫ ꯍꯨꯏ ꯑꯃꯁꯨꯡ ꯍꯤꯄꯣꯄꯣꯇꯥꯃꯤꯒꯤ ꯃꯔꯛꯇ ꯂꯩꯔꯤꯕ ꯈꯦꯠꯅꯕ ꯑꯁꯤ ꯆꯥꯎꯔꯥꯛꯅ ꯆꯍꯤ ꯃꯤꯂꯤꯌꯟ ꯌꯥꯡꯈꯩꯃꯔꯤ ꯃꯃꯥꯡꯗ ꯊꯣꯛꯈꯤꯕꯅꯤ꯫